ꯑꯣꯛꯅꯥꯎ ꯑꯍꯨꯝ ꯑꯁꯤ ꯑꯣꯛꯅꯥꯎ ꯑꯍꯨꯝꯅ ꯇꯣꯉꯥꯟ ꯇꯣꯉꯥꯟꯕ ꯄꯣꯠꯆꯪ ꯁꯤꯖꯤꯟꯅꯗꯨꯅ ꯇꯣꯉꯥꯟ ꯇꯣꯉꯥꯟꯕ ꯌꯨꯝ ꯁꯥꯕꯒꯤ ꯋꯥꯔꯤꯅꯤ꯫ ꯋꯥꯔꯤ ꯗ ꯊ꯭ꯔꯤ ꯂꯤꯇꯜ ꯄꯤꯒ꯭ꯁ"" ꯑꯁꯤ ꯖꯦꯝꯁ ꯍꯦꯂꯤꯋꯦꯜ-ꯐꯤꯂꯤꯞ꯭ꯁꯅ ꯗ ꯅꯔꯁꯔꯤ ꯔꯥꯏꯝꯁ ꯑꯣꯐ ꯏꯪꯂꯦꯟꯗ (ꯂꯟꯗꯟ ꯑꯃꯁꯨꯡ ꯅ꯭ꯌꯨ ꯌꯣꯔ꯭ꯛ ꯁꯤ.)ꯗ ꯌꯥꯎꯍꯟꯈꯤ꯫ ꯋꯥꯔꯤ ꯑꯁꯤ ꯈ꯭ꯋꯥꯏꯗꯒꯤ ꯃꯃꯤꯡ ꯆꯠꯄ ꯃꯑꯣꯡꯗ ꯖꯣꯁꯦꯐ ꯖꯦꯀꯣꯕꯁꯀꯤ ꯏꯪꯂꯤꯁ ꯐꯦꯔꯤ ꯇꯦꯜꯁꯇ ꯐꯣꯡꯈꯤ, ꯃꯁꯤ ꯑꯍꯥꯟꯕ ꯑꯣꯏꯅ ꯖꯨꯟ ꯅꯥꯏꯇꯤꯟ ꯑꯠꯇꯤ ꯅꯥꯏꯇꯤꯗ ꯐꯣꯡꯈꯤ, ꯑꯃꯁꯨꯡ ꯍꯦꯂꯤꯋꯦꯜꯕꯨ ꯃꯍꯥꯛꯀꯤ ꯍꯧꯔꯛꯐꯝ ꯑꯣꯏꯅ ꯊꯥꯒꯠꯈꯤ꯫ ꯋꯥꯔꯤ ꯑꯁꯤꯒꯤ ꯈ꯭ꯋꯥꯏꯗꯒꯤ ꯑꯍꯥꯟꯕ ꯐꯣꯡꯈꯤꯕ ꯃꯑꯣꯡ ꯑꯁꯤ ꯏꯪ ꯂꯤꯁꯤꯡꯑꯃꯒ ꯆꯅꯤꯄꯥꯟ ꯌꯥꯡꯈꯩꯍꯨꯝꯗꯣꯢꯗ ꯏꯪꯂꯦꯟꯗꯒꯤ ꯗꯦꯚꯣꯟꯒꯤ ꯗꯥꯔ꯭ꯠꯃꯨꯔꯗꯒꯤꯅꯤ, ꯑꯃꯁꯨꯡ ꯑꯣꯛ ꯑꯍꯨꯝ ꯑꯃꯁꯨꯡ ꯀꯩꯁꯥꯜ ꯑꯃꯒꯤ ꯃꯍꯨꯠꯇ ꯄꯤꯛꯁꯤ ꯃꯆꯥ ꯑꯍꯨꯝ ꯑꯃꯁꯨꯡ ꯐꯣꯛꯁ ꯑꯃ ꯂꯩ꯫ ꯑꯍꯥꯟꯕ ꯄꯤꯛꯁꯤꯗ ꯎꯒꯤ ꯌꯨꯝ ꯑꯃ ꯂꯩꯔꯝꯃꯤ: ꯋꯥꯔꯤ ꯑꯁꯤ ꯃꯈꯣꯏꯒꯤ ꯃꯃꯥꯅ "ꯃꯈꯣꯏꯒꯤ ꯂꯟ-ꯊꯨꯝ ꯊꯤꯅꯕ" ꯍꯥꯏꯕ ꯃꯤꯡꯊꯣꯜꯒꯤ ꯁꯛꯇꯝꯁꯤꯡ ꯑꯗꯨ ꯃꯥꯂꯦꯝꯗ ꯊꯥꯔꯛꯄꯗꯒꯤ ꯍꯧꯋꯤ꯫ ꯑꯍꯥꯟꯕ ꯑꯣꯛ ꯃꯆꯥ ꯑꯗꯨꯅ ꯆꯐꯨꯒꯤ ꯌꯨꯝ ꯑꯃ ꯁꯥꯏ, ꯑꯗꯨꯕꯨ ꯀꯩꯁꯥꯜ ꯑꯃꯅ ꯃꯗꯨꯕꯨ ꯀꯥꯞꯇꯨꯅ ꯃꯍꯥꯛꯄꯨ ꯆꯥꯏ꯫ ꯑꯅꯤꯁꯨꯕ ꯑꯣꯛ ꯃꯆꯥ ꯑꯗꯨꯅ ꯆꯩꯁꯨꯒꯤ ꯌꯨꯝ ꯑꯃ ꯁꯥꯏ, ꯃꯗꯨ ꯀꯩꯁꯥꯜ ꯑꯗꯨꯅꯁꯨ ꯀꯥꯞꯄꯤ, ꯑꯗꯨꯕꯨ ꯍꯦꯟꯅ ꯁꯣꯛꯄꯒ ꯂꯣꯏꯅꯅ ꯑꯃꯁꯨꯡ ꯑꯅꯤꯁꯨꯕ ꯑꯣꯛ ꯃꯆꯥ ꯑꯗꯨꯁꯨ ꯆꯥꯏ꯫ ꯀꯩꯁꯥꯜ ꯑꯃꯁꯨꯡ ꯑꯣꯛꯀꯤ ꯃꯔꯛꯇ ꯑꯣꯟꯊꯣꯛ-ꯑꯣꯟꯁꯤꯟ ꯇꯧꯕ ꯈꯨꯗꯤꯡꯃꯛꯇ ꯈꯣꯟꯖꯦꯜꯒꯤ ꯋꯥꯍꯩ ꯄꯔꯦꯡꯁꯤꯡ ꯌꯥꯎꯋꯤ, ꯃꯈꯣꯏꯁꯤꯡ ꯑꯗꯨꯗꯤ: ꯑꯍꯨꯝꯁꯨꯕ ꯑꯣꯛ ꯃꯆꯥ ꯑꯗꯨꯅ ꯆꯦꯛꯀꯤ ꯌꯨꯝ ꯑꯃ ꯁꯥꯏ, ꯃꯗꯨ ꯀꯩꯁꯥꯜ ꯑꯗꯨꯅ ꯄꯣꯈꯥꯢꯍꯟꯕ ꯉꯝꯗꯦ꯫ ꯃꯗꯨꯒꯤ ꯃꯇꯨꯡꯗ ꯃꯍꯥꯛꯅ ꯑꯀꯛꯅꯕ ꯃꯇꯝꯗ ꯃꯐꯝ ꯀꯌꯥꯗ ꯃꯍꯥꯛꯀ ꯎꯅꯅꯕ ꯍꯥꯏꯗꯨꯅ ꯑꯣꯛ ꯑꯗꯨꯕꯨ ꯌꯨꯝꯗꯒꯤ ꯂꯧꯊꯣꯛꯅꯕ ꯍꯣꯠꯅꯩ, ꯑꯗꯨꯕꯨ ꯑꯣꯛ ꯑꯗꯨꯅ ꯀꯩꯁꯥꯜ ꯑꯗꯨꯗꯒꯤ ꯉꯟꯅ ꯃꯐꯝꯁꯤꯡ ꯑꯗꯨꯗ ꯌꯧꯔꯛꯄꯅ ꯃꯔꯝ ꯑꯣꯏꯗꯨꯅ ꯃꯍꯥꯛ ꯃꯇꯝ ꯈꯨꯗꯤꯡꯃꯛꯇ ꯋꯥꯈꯜ ꯂꯧꯗꯦ꯫ ꯑꯔꯣꯏꯕꯗ, ꯁꯥꯎꯔꯕ ꯀꯩꯁꯥꯜ ꯑꯗꯨꯅ ꯆꯤꯝꯅꯤ ꯑꯗꯨꯗ ꯂꯥꯛꯅꯕ ꯋꯥꯔꯦꯞ ꯂꯧꯋꯤ, ꯃꯗꯨꯒꯤ ꯃꯇꯨꯡꯗ ꯆꯦꯛꯀꯤ ꯌꯨꯝ ꯑꯗꯨ ꯃꯄꯨ ꯑꯣꯏꯕ ꯑꯣꯛ ꯑꯗꯨꯅ ꯃꯩ ꯆꯥꯛꯐꯝ ꯑꯗꯨꯗ ꯏꯁꯤꯡꯒꯤ ꯆꯐꯨ ꯑꯃꯒꯤ ꯃꯈꯥꯗ ꯃꯩ ꯊꯥꯏ꯫ ꯀꯩꯁꯥꯜ ꯑꯗꯨ ꯆꯪꯁꯤꯜꯂꯛꯏ ꯑꯃꯁꯨꯡ ꯑꯔꯣꯏꯕ ꯑꯣꯛꯀꯤ ꯃꯆꯤꯟ-ꯃꯅꯥꯎ ꯅꯨꯄꯥꯁꯤꯡ ꯁꯤꯈꯤꯕꯒꯤ ꯂꯃꯟ ꯈꯨꯝꯂꯗꯨꯅ ꯁꯤꯕ ꯌꯥꯕ ꯃꯑꯣꯡꯗ ꯐꯨꯠꯂꯤ꯫ ꯀꯩꯁꯥꯜ ꯑꯗꯨ ꯊꯣꯡꯂꯕ ꯃꯇꯨꯡꯗ, ꯑꯣꯛ ꯑꯗꯨꯅ ꯅꯨꯃꯤꯗꯥꯡꯒꯤ ꯆꯥꯛꯂꯦꯟꯗ ꯁꯥ ꯑꯗꯨ ꯆꯥꯅꯕ ꯃꯈꯥ ꯆꯠꯊꯩ꯫ ꯃꯈꯜ ꯈꯔꯗꯗꯤ, ꯑꯍꯥꯟꯕ ꯑꯃꯁꯨꯡ ꯑꯅꯤꯁꯨꯕ ꯑꯄꯤꯛꯄ ꯑꯣꯛꯁꯤꯡ ꯑꯁꯤ ꯀꯩꯁꯥꯜ ꯑꯗꯨꯅ ꯃꯈꯣꯏꯒꯤ ꯌꯨꯝꯁꯤꯡ ꯊꯨꯒꯥꯏꯔꯕ ꯃꯇꯨꯡꯗ ꯆꯥꯗꯦ ꯑꯗꯨꯕꯨ ꯃꯗꯨꯒꯤ ꯃꯍꯨꯠꯇ ꯃꯈꯣꯏꯒꯤ ꯃꯆꯤꯟ-ꯃꯅꯥꯎ ꯅꯨꯄꯥꯒꯤ ꯃꯌꯨꯝꯗ ꯆꯦꯜꯂꯤ, ꯃꯈꯣꯏꯅ ꯑꯍꯥꯟꯕꯗ ꯑꯇꯣꯞꯄ ꯑꯣꯛ ꯑꯅꯤ ꯑꯗꯨ ꯌꯦꯡꯁꯤꯟꯕ ꯇꯥꯈꯤ ꯑꯃꯁꯨꯡ ꯃꯈꯜ ꯈꯔꯗ ꯆꯦꯛꯀꯤ ꯌꯨꯝ ꯑꯃ ꯁꯥꯕ ꯇꯥꯈꯤ꯫ ꯃꯁꯤꯒꯤ ꯋꯥꯔꯤꯁꯤꯡ ꯑꯌꯥꯝꯕꯅ ꯀꯩꯁꯥꯜ ꯑꯗꯨꯅ ꯌꯨꯝ ꯑꯗꯨ ꯄꯣꯈꯥꯢꯍꯟꯅꯕ ꯍꯣꯠꯅꯕꯗ ꯃꯥꯏ ꯄꯥꯛꯈꯤꯗ꯭ꯔꯕ ꯃꯇꯨꯡꯗ ꯑꯍꯨꯝꯁꯨꯕ ꯑꯣꯛ ꯑꯗꯨꯕꯨ ꯌꯨꯝꯗꯒꯤ ꯊꯣꯛꯍꯟꯅꯕ ꯍꯣꯠꯅꯈꯤꯕ ꯑꯃꯠꯇ ꯌꯥꯎꯗꯦ꯫ ꯀꯩꯁꯥꯜ ꯑꯗꯨꯅ ꯆꯤꯝꯅꯤ ꯑꯗꯨꯒꯤ ꯃꯈꯥꯗ ꯆꯪꯂꯕ ꯃꯇꯨꯡꯗ ꯃꯍꯥꯛ ꯁꯤꯈꯤ, ꯑꯁꯦꯡꯕ ꯑꯗꯨꯒꯨꯝꯅ, ꯆꯦꯜꯂꯛꯏ ꯑꯃꯁꯨꯡ ꯀꯩꯗꯧꯉꯩꯗ ꯑꯣꯛ ꯃꯆꯥ ꯑꯍꯨꯝ ꯑꯗꯨ ꯆꯥꯅꯕ ꯍꯜꯂꯛꯈꯤꯗꯦ, ꯅꯠꯇ꯭ꯔꯒ ꯃꯈꯜ ꯈꯔꯗ ꯆꯦꯛꯀꯤ ꯌꯨꯝ ꯑꯗꯨ ꯄꯣꯈꯥꯢꯍꯟꯅꯕ ꯍꯣꯠꯅꯔꯕ ꯃꯇꯨꯡꯗ ꯀꯩꯁꯥꯜ ꯑꯗꯨ ꯇꯥꯡꯉꯤ꯫ ꯑꯣꯛ ꯑꯍꯨꯝꯃꯛ ꯀꯦꯁ ꯈꯨꯗꯤꯡꯃꯛꯇ ꯍꯤꯡꯗꯨꯅ ꯂꯩꯔꯤ꯫ ꯋꯥꯔꯤ ꯑꯁꯤꯅ ꯀꯦꯁ ꯑꯁꯤꯗ "ꯈꯦꯠꯅꯕ ꯑꯍꯨꯝ"ꯍꯥꯏꯅ ꯐꯣꯡꯗꯣꯛꯈꯤꯕ ꯑꯍꯨꯝꯒꯤ ꯁꯥꯍꯤꯇ꯭ꯌꯒꯤ ꯀꯥꯡꯂꯣꯟ ꯑꯁꯤ ꯁꯤꯖꯤꯟꯅꯩ, ꯃꯔꯝꯗꯤ ꯑꯍꯨꯝꯁꯨꯕ ꯑꯣꯛꯀꯤ ꯆꯦꯛꯀꯤ ꯌꯨꯝ ꯑꯁꯤꯅ ꯀꯩꯁꯥꯜ ꯑꯗꯨꯕꯨ ꯊꯦꯡꯅꯅꯕ ꯃꯇꯤꯛ ꯆꯥꯕ ꯑꯃꯠꯇ ꯉꯥꯏꯔꯕ ꯑꯣꯏꯔꯛꯏ꯫ ꯋꯥꯔꯤ ꯑꯁꯤꯒꯤ ꯈꯦꯠꯅꯕꯁꯤꯡ ꯑꯁꯤ ꯏꯪ ꯂꯤꯁꯤꯡꯑꯃꯒ ꯆꯅꯤꯄꯥꯟ ꯃꯔꯤꯐꯨꯃꯊꯣꯢ ꯗ ꯑꯪꯀꯜ ꯔꯦꯃꯁ: ꯍꯤꯁ ꯁꯣꯡꯁ ꯑꯦꯟꯗ ꯁꯦꯅꯤꯡꯁꯇ ꯐꯣꯡꯈꯤ꯫ ꯋꯥꯔꯤ ꯑꯁꯤ ꯏꯪ ꯂꯤꯁꯤꯡꯑꯃꯒ ꯆꯅꯤꯄꯥꯟ ꯃꯔꯤꯐꯨꯍꯨꯝꯗꯣꯢ ꯗ ꯅꯥꯏꯠ꯭ꯁ ꯋꯤꯊ ꯑꯟꯀꯜ ꯔꯦꯃꯁꯇꯁꯨ ꯌꯥꯎꯈꯤ, ꯑꯅꯤꯃꯛ ꯖꯣꯌꯦꯜ ꯆꯥꯟꯗ꯭ꯂꯔ ꯍꯦꯔꯤꯁꯅ ꯀꯨꯝꯈꯤ, ꯃꯗꯨꯗ ꯑꯣꯛꯁꯤꯡ ꯑꯗꯨ ꯕ꯭ꯔꯦꯔ ꯔꯦꯕꯤꯠꯅ ꯃꯍꯨꯠ ꯁꯤꯟꯈꯤ꯫ ꯑꯦꯟꯗ꯭ꯔꯨ ꯂꯦꯡꯅ ꯃꯁꯤꯕꯨ ꯏꯪ ꯂꯤꯁꯤꯡꯑꯃꯒ ꯆꯥꯃꯉꯥ ꯃꯔꯤꯐꯨꯇꯔꯥꯅꯤꯊꯣꯢ ꯗ ꯐꯣꯡꯈꯤꯕ ꯗ ꯒ꯭ꯔꯤꯟ ꯐꯦꯔꯤ ꯕꯨꯛꯇ ꯌꯥꯎꯍꯟꯈꯤ, ꯑꯗꯨꯕꯨ ꯃꯍꯥꯛꯀꯤ ꯍꯧꯔꯛꯐꯝ ꯑꯗꯨ ꯄꯟꯈꯤꯗꯦ꯫ ꯑꯣꯛꯁꯤꯡꯕꯨ ꯃꯃꯤꯡ ꯂꯩꯇꯕ ꯑꯣꯏꯍꯟꯈꯤꯕ ꯖꯦꯀꯣꯕꯁꯀꯤ ꯃꯈꯜ ꯑꯗꯨꯒ ꯃꯥꯟꯅꯗꯅ, ꯂꯦꯡꯒꯤ ꯑꯃꯨꯛ ꯍꯟꯅ ꯍꯥꯏꯕ ꯑꯁꯤꯅ ꯑꯣꯛꯁꯤꯡꯕꯨ ꯕ꯭ꯔꯥꯎꯅꯤ, ꯋꯥꯏꯇꯤ ꯑꯃꯁꯨꯡ ꯕ꯭ꯂꯦꯀꯤ ꯑꯣꯏꯅ ꯎꯠꯈꯤ꯫